ꯁꯥꯏꯈꯣꯝ ꯃꯤꯔꯥꯕꯥꯏ ꯆꯅꯨ ꯑꯥꯒꯁ ꯅꯤꯄꯥꯟꯗ ꯄꯣꯛꯈꯤ꯫ ꯃꯍꯥꯛ ꯑꯁꯤ ꯏꯟꯗꯤꯌꯥꯒꯤ ꯑꯔꯨꯝꯕ ꯊꯥꯡꯒꯠꯄꯤ ꯁꯥꯟꯅꯔꯣꯏ ꯑꯃꯅꯤ꯫ ꯃꯍꯥꯛꯅ ꯏꯟꯗꯤꯌꯥꯒꯤ ꯑꯍꯥꯟꯕ ꯃꯦꯗꯜ, ꯁꯤꯜꯚꯔꯒꯤ ꯃꯦꯗꯜ ꯇꯣꯀ꯭ꯌꯣ ꯑꯣꯂꯤꯝꯄꯤꯛꯁ ꯂꯤꯁꯤꯡ ꯑꯅꯤꯒ ꯀꯨꯟꯗ ꯑꯔꯨꯝꯕ ꯊꯥꯡꯒꯠꯄꯒꯤ ꯂꯝꯗ ꯐꯪꯗꯨꯅ ꯏꯟꯗꯤꯌꯥꯒꯤ ꯃꯥꯢ ꯑꯃꯗꯤ ꯃꯤꯡꯆꯠ ꯄꯨꯔꯛꯈ꯭ꯔꯦ꯫ ꯃꯥꯂꯦꯝꯒꯤ ꯊꯥꯛꯇ ꯄꯥꯡꯊꯣꯛꯄ ꯁꯥꯟꯅꯕꯒꯤ ꯊꯧꯔꯝ ꯀꯌꯥ ꯆꯥꯡ ꯅꯥꯢꯅ ꯁꯔꯨꯛ ꯌꯥꯗꯨꯅ ꯂꯥꯛꯇꯨꯅ ꯃꯍꯥꯛꯅ ꯃꯥꯂꯦꯝꯒꯤ ꯑꯔꯨꯝꯕ ꯊꯥꯡꯒꯠꯄꯒꯤ ꯂꯝꯗ ꯃꯦꯗꯜ ꯀꯌꯥ ꯐꯪꯈꯤ꯫ ꯃꯍꯥꯛꯁꯤ ꯏꯟꯗꯤꯌꯥ ꯂꯩꯉꯥꯛꯅ ꯄꯗꯃꯁ꯭ꯔꯤ ꯃꯅꯥ ꯄꯤꯗꯨꯅꯁꯨ ꯏꯀꯥꯢ ꯈꯨꯝꯅꯈ꯭ꯔꯦ꯫ ꯃꯍꯥꯛꯀꯤ ꯂꯤꯁꯤꯡ ꯑꯅꯤꯒ ꯇꯔꯥ ꯅꯤꯄꯥꯜꯗ ꯏꯟꯗꯤꯌꯥ ꯂꯩꯉꯥꯛꯅ ꯔꯥꯖꯤꯚ ꯒꯥꯟꯙꯤ ꯈꯦꯜ ꯔꯠꯅ ꯃꯅꯥ ꯄꯤꯗꯨꯅꯁꯨ ꯏꯀꯥꯢ ꯈꯨꯝꯅꯈ꯭ꯔꯦ꯫ ꯃꯍꯥꯛꯅ ꯒꯤ ꯁꯝꯃꯔ ꯑꯣꯂꯤꯝꯄꯤꯛꯁꯇ ꯅꯨꯄꯤꯒꯤ ꯑꯔꯨꯝꯕ ꯊꯥꯡꯒꯠꯄꯒꯤ ꯂꯝꯗ ꯁꯤꯜꯚꯔ ꯃꯦꯗꯜ ꯑꯃ ꯐꯪꯂꯛꯈꯤ꯫ ꯃꯁꯤꯗ ꯃꯍꯥꯛꯅ ꯃꯥꯂꯦꯝꯒꯤ ꯔꯦꯀꯣꯔꯗ ꯊꯨꯒꯥꯢꯈꯤ꯫ ꯂꯤꯁꯤꯡ ꯑꯅꯤ ꯇꯔꯥ ꯅꯤꯄꯥꯥꯜꯗ ꯃꯍꯥꯛꯅ ꯀꯃꯟꯋꯦꯜꯊ ꯃꯁꯥꯟꯅꯗ ꯁꯅꯥꯒꯤ ꯃꯦꯗꯜ ꯐꯪꯂꯛꯈꯤ꯫ ꯃꯍꯥꯛꯀꯤ ꯈ꯭ꯋꯥꯢꯗꯒꯤ ꯆꯥꯎꯕ ꯃꯥꯢꯄꯥꯛꯄꯗꯤ ꯂꯤꯁꯤꯡ ꯑꯅꯤ ꯇꯔꯥ ꯇꯔꯦꯠꯇ ꯑꯃꯦꯔꯤꯀꯥꯗ ꯄꯥꯡꯊꯣꯛꯈꯤꯕ ꯃꯥꯂꯦꯝꯒꯤ ꯑꯔꯨꯝꯕ ꯊꯥꯡꯒꯠꯄꯒꯤ ꯂꯝꯗ ꯁꯅꯥꯒꯤ ꯃꯦꯗꯜ ꯑꯃ ꯐꯪꯂꯛꯈꯤꯕꯁꯤꯅꯤ꯫ ꯑꯀꯟꯕ ꯄꯨꯟꯁꯤ ꯁꯥꯏꯈꯣꯝ ꯃꯤꯔꯥꯕꯥꯏ ꯆꯅꯨ, ꯃꯤꯇꯩ ꯅꯤꯡꯉꯣꯜ ꯑꯁꯤ ꯃꯅꯤꯄꯨꯔꯒꯤ ꯅꯣꯡꯄꯣꯛ ꯏꯝꯐꯥꯜ ꯄꯅꯥ ꯃꯅꯨꯡꯆꯟꯅ ꯂꯩꯕ ꯅꯣꯡꯄꯣꯛ ꯀꯛꯆꯤꯡ ꯀꯧꯕ ꯂꯝꯗꯝꯗ ꯄꯣꯛꯈꯤ꯫ ꯃꯍꯥꯛꯀꯤ ꯏꯃꯨꯡ ꯃꯅꯨꯡꯅ ꯌꯥꯝꯅ ꯉꯟꯂꯤꯉꯩ ꯆꯩꯍꯤ ꯇꯔꯥꯅꯤꯊꯣꯏ ꯁꯨꯔꯛꯄ ꯃꯇꯝꯗ ꯁꯥꯏꯈꯣꯝ ꯃꯤꯔꯩꯕꯥꯏꯒꯤ ꯃꯄꯥꯡꯒꯜ ꯈꯪꯕ ꯉꯝꯈꯤ꯫ ꯃꯍꯥꯛꯀꯤ ꯃꯕꯨꯡꯅ ꯉꯝꯗꯕ ꯁꯔꯨꯛꯐꯥꯎ ꯃꯍꯥꯛꯅ ꯁꯤꯡ ꯑꯔꯨꯝ ꯑꯔꯨꯝꯕ ꯀꯌꯥ ꯏꯔꯥꯏ ꯂꯥꯏꯅ ꯊꯥꯡꯒꯠꯇꯨꯅ ꯄꯨꯕ ꯉꯝꯃꯤ꯫ ꯄꯨꯟꯁꯤꯒꯤ ꯐꯤꯔꯦꯞ ꯃꯤꯔꯥꯢꯕꯥꯢ ꯆꯅꯨꯒꯤ ꯑꯍꯥꯟꯕ ꯈ꯭ꯋꯥꯢꯗꯒꯤ ꯆꯥꯎꯕ ꯑꯍꯣꯡꯕꯗꯤ ꯒꯤ ꯀꯃꯟꯋꯦꯜꯊ ꯃꯁꯥꯟꯅꯗ ꯁꯤꯜꯚꯔꯒꯤ ꯃꯦꯗꯜ ꯐꯪꯂꯛꯈꯤꯕꯁꯤꯅꯤ꯫ ꯂꯤꯁꯤꯡ ꯑꯅꯤ ꯇꯔꯥꯇꯔꯨꯛꯇ ꯈꯥ ꯑꯦꯁꯤꯌꯥ ꯒꯤ ꯃꯁꯥꯟꯅꯗ ꯃꯤꯔꯥꯢꯕꯥꯢ ꯆꯅꯨ ꯑꯁꯤ ꯒꯤ ꯁꯝꯃꯔ ꯑꯣꯂꯤꯝꯄꯤꯛꯁꯇ ꯑꯔꯨꯝꯕ ꯊꯥꯡꯒꯠꯄꯒꯤ ꯂꯝꯗ ꯁꯥꯅꯕ ꯆꯪꯕ ꯉꯝꯈꯤ꯫ ꯑꯗꯨꯕꯨ ꯃꯍꯥꯛ ꯃꯁꯥꯒꯤ ꯑꯅꯥꯕꯅ ꯃꯔꯝ ꯑꯣꯢꯔꯒ ꯃꯥꯢ ꯄꯥꯛꯄꯗꯤ ꯉꯝꯈꯤꯗꯦ꯫ ꯂꯤꯁꯤꯡ ꯑꯅꯤ ꯇꯔꯥꯇꯔꯦꯠꯇ ꯃꯍꯥꯛ ꯁꯅꯥꯒꯤ ꯃꯦꯗꯜ ꯑꯃꯦꯔꯤꯀꯥꯗ ꯄꯥꯡꯊꯣꯛꯈꯤꯕ ꯃꯥꯂꯦꯝꯒꯤ ꯑꯔꯨꯝꯕ ꯊꯥꯡꯒꯠꯄꯒꯤ ꯃꯁꯥꯟꯅꯒꯤ ꯂꯝꯗ ꯐꯪꯈꯤ꯫ ꯃꯤꯔꯥꯕꯥꯢ ꯆꯅꯨꯅ ꯏꯟꯗꯤꯌꯥ ꯃꯆꯥ ꯁꯝꯃꯔ ꯑꯣꯂꯤꯝꯄꯤꯛꯁ ꯃꯁꯥꯟꯅꯗ ꯃꯦꯗꯜ ꯐꯪꯕ ꯉꯝꯕ ꯑꯍꯥꯟꯕ ꯑꯃꯗꯤ ꯃꯊꯟꯇ ꯑꯣꯢꯔꯤ꯫ ꯑꯗꯨꯒ ꯑꯔꯨꯝꯕ ꯊꯥꯡꯒꯠꯄꯒꯤ ꯂꯝꯗꯅ ꯑꯅꯤꯁꯨꯕ ꯃꯐꯝ ꯀꯟꯈꯤ꯫ ꯆꯍꯤ ꯀꯨꯟ - ꯇꯔꯦꯠ ꯋꯨꯔꯕꯤ ꯃꯍꯥꯛꯅ ꯀꯦꯖꯤ ꯃꯔꯤꯐꯨ - ꯇꯔꯨꯛ ꯂꯨꯅꯕꯐꯥꯎ ꯊꯥꯡꯒꯠꯇꯨꯅ ꯃꯥꯂꯦꯝꯒꯤ ꯔꯦꯀꯣꯔꯗ ꯆꯟꯈꯤ ꯑꯃꯗꯤ ꯕ꯭ꯔꯣꯟꯖ ꯃꯦꯗꯜ ꯐꯪꯈꯤ꯫ ꯃꯁꯤꯗꯒꯤ ꯃꯍꯥꯛ ꯇꯣꯀ꯭ꯌꯣ ꯑꯣꯂꯤꯝꯄꯤꯛꯁꯇ ꯆꯪꯅꯕ ꯈꯨꯗꯣꯡꯆꯥꯕ ꯐꯪꯈꯤ꯫ ꯀꯃꯟꯋꯦꯜꯊ ꯃꯁꯥꯟꯅꯗ ꯃꯍꯥꯛꯅ ꯀꯦꯖꯤ ꯆꯥꯃꯒ ꯃꯔꯤꯐꯨꯇꯔꯥ ꯇꯔꯨꯛ , ꯀꯦꯖꯤ ꯃꯔꯤꯐꯨꯇꯔꯥ ꯇꯔꯨꯛ, ꯀꯦꯖꯤ ꯆꯥꯃꯒ ꯇꯔꯥ ꯌꯥꯝ ꯂꯥꯢꯅ ꯊꯥꯡꯒꯠꯇꯨꯅ ꯏꯟꯗꯤꯌꯥꯒꯤꯗꯃꯛ ꯁꯅꯥꯒꯤ ꯃꯦꯗꯜ ꯐꯪꯈꯤ꯫ ꯃꯁꯤꯗꯒꯤ ꯃꯍꯥꯛꯅ ꯃꯁꯥꯟꯅ ꯑꯁꯤꯒꯤ ꯔꯦꯀꯣꯔꯗ ꯆꯟꯕ ꯉꯝꯈꯤ꯫ ꯃꯁꯥꯟꯅ ꯑꯁꯤꯗ ꯃꯍꯥꯛꯀꯤ ꯇꯧꯕ ꯉꯝꯕꯒꯤ ꯃꯇꯤꯛ ꯃꯌꯥꯢ ꯈ꯭ꯋꯥꯢꯗꯒꯤ ꯎꯠꯄꯤ ꯑꯣꯢꯈꯤ꯫ ꯃꯍꯥꯛꯅ ꯂꯤꯁꯤꯡ ꯑꯅꯤꯒ ꯇꯔꯥ ꯃꯥꯄꯟꯒꯤ ꯑꯦꯁꯤꯌꯥꯟ ꯑꯔꯨꯝꯕ ꯊꯥꯡꯒꯠꯄꯒꯤ ꯃꯁꯥꯟꯅ ꯒꯤ ꯆꯥꯡꯗꯝꯅꯕꯗ ꯕ꯭ꯔꯣꯟꯖ ꯃꯦꯗꯜ ꯐꯪꯈꯤ꯫ ꯃꯁꯤꯗ ꯃꯍꯥꯛ ꯈꯖꯤꯛꯇꯪꯗ ꯕ꯭ꯔꯣꯟꯖ ꯃꯦꯗꯜ ꯐꯪꯗꯨꯅ ꯋꯥꯠꯍꯧꯕꯅꯤ꯫ ꯂꯤꯁꯤꯡ ꯑꯅꯤꯒ ꯇꯔꯥꯃꯥꯄꯟ ꯒꯤ ꯃꯥꯂꯦꯝꯒꯤ ꯑꯔꯨꯝꯕ ꯊꯥꯡꯒꯠꯄꯒꯤ ꯃꯁꯥꯟꯅ ꯒꯤ ꯆꯥꯡꯗꯝꯅꯕꯗ ꯃꯍꯥꯛꯅ ꯀꯦꯖꯤ ꯆꯅꯤꯒ ꯑꯃ ꯊꯥꯡꯒꯠꯇꯨꯅ ꯃꯔꯤꯁꯨꯕ ꯃꯐꯝ ꯀꯟꯈꯤ꯫